ꯃꯈꯥꯗꯥ ꯄꯤꯔꯤꯕꯥ ꯄꯣꯂꯤꯇꯤꯀꯦꯜ ꯑꯦꯗ ꯑꯁꯤ ꯑꯦꯅꯥꯂꯥꯏꯖ ꯇꯧꯕꯤꯌꯨ ꯑꯃꯁꯨꯡ ꯃꯁꯤꯒꯤ ꯏꯐꯦꯛꯇꯤꯕꯅꯦꯁꯀꯤ ꯃꯇꯥꯡꯗꯥ ꯋꯥꯈꯜꯂꯣꯟ ꯑꯃꯥ ꯄꯤꯕꯤꯌꯨ꯫ ꯑꯔꯇꯤꯐꯤꯁꯦꯜ ꯏꯟꯇꯤꯂꯤꯖꯦꯟꯁ ꯑꯃꯥ ꯑꯣꯏꯅꯥ ꯑꯩꯍꯥꯛꯅꯥ ꯄꯣꯂꯤꯇꯤꯀꯦꯜ ꯑꯦꯗ ꯑꯃꯒꯤ ꯏꯐꯦꯛꯇꯤꯕꯅꯦꯁꯀꯤ ꯃꯇꯥꯡꯗꯥ ꯂꯅꯥꯏꯒꯤ ꯑꯣꯏꯕꯥ ꯋꯥꯈꯜꯂꯣꯟꯁꯤꯡ ꯁꯦꯌꯔ ꯇꯧꯕꯥ ꯉꯝꯗꯦ꯫ ꯑꯗꯨꯝ ꯑꯣꯏꯅꯃꯛ ꯃꯁꯤꯒꯤ ꯀꯟꯇꯦꯟꯇ ꯑꯃꯁꯨꯡ ꯏꯁꯇ꯭ꯔꯛꯆꯔꯒꯤ ꯑꯣꯕꯖꯦꯛꯇꯤꯕ ꯑꯦꯅꯥꯂꯥꯏꯁꯤꯁ ꯑꯩꯅꯥ ꯄꯤꯕꯥ ꯉꯝꯃꯤ꯫ ꯑꯩꯒꯤ ꯑꯦꯅꯥꯂꯥꯏꯁꯤꯁꯇꯥ ꯌꯨꯝꯐꯝ ꯑꯣꯏꯔꯒꯥ ꯑꯦꯗ ꯑꯁꯤ ꯑꯦꯟꯇꯤ-ꯋꯥꯔ ꯃꯦꯁꯦꯖ ꯑꯃꯅꯤ ꯃꯁꯤꯅꯥ ꯏꯃꯣꯇꯤꯕ ꯂꯦꯡꯒꯣꯏꯖ, ꯃ꯭ꯌꯨꯖꯤꯛ ꯑꯃꯁꯨꯡ ꯐꯨꯇꯦꯖ ꯁꯤꯖꯤꯟꯅꯗꯨꯅꯥ ꯃꯁꯤꯒꯤ ꯄꯥꯎꯖꯦꯜ ꯑꯁꯤ ꯌꯧꯍꯜꯂꯤ꯫ ꯑꯦꯗ ꯑꯁꯤꯗꯥ ꯂꯥꯟꯃꯤ ꯑꯃꯅꯥ ꯌꯨꯝꯗꯥ ꯍꯜꯂꯛꯄꯥ, ꯏꯃꯨꯡ ꯃꯅꯨꯡꯕꯨ ꯀꯨꯞꯁꯤꯜꯂꯕꯥ ꯑꯃꯁꯨꯡ ꯃꯆꯥꯅꯨꯄꯥꯒꯥ ꯁꯥꯟꯅꯔꯤꯕꯥ ꯕ꯭ꯂꯦꯛ ꯑꯃꯁꯨꯡ ꯍ꯭ꯋꯥꯏꯠ ꯚꯤꯗꯤꯑꯣ ꯀ꯭ꯂꯤꯞꯁꯤꯡꯒꯤ ꯃꯥꯌꯣꯛꯇꯥ ꯁꯣꯝꯕꯔ ꯏꯟꯁꯇ꯭ꯔꯨꯃꯦꯟꯇꯦꯁꯟꯁꯤꯡ ꯌꯥꯎꯔꯤ, ꯃꯈꯣꯏꯁꯤꯡ ꯑꯗꯨ ꯃꯤꯂꯤꯇꯔꯤ ꯑꯣꯄꯔꯦꯁꯟꯁꯤꯡ ꯑꯃꯁꯨꯡ ꯄꯣꯠ ꯄꯨꯊꯣꯛ ꯄꯨꯁꯤꯟ ꯇꯧꯕꯒꯤ ꯏꯃꯦꯖꯁꯤꯡꯒꯥ ꯂꯣꯏꯅꯅꯥ ꯖꯛꯁꯇꯥꯏꯖ ꯇꯧꯔꯤ꯫ ꯃꯗꯨꯒꯤ ꯃꯇꯨꯡꯗꯥ ꯚꯤꯗꯤꯑꯣ ꯑꯗꯨꯗꯥ ꯂꯣꯏꯕꯥ ꯅꯥꯏꯗꯕꯥ ꯂꯥꯟ ꯑꯁꯤ ꯄꯥꯎꯈꯨꯝ ꯅꯠꯇꯦ꯫ ꯁꯥꯟꯇꯤꯒꯤꯗꯃꯛ ꯚꯣꯠ ꯄꯤꯌꯨ ꯍꯥꯌꯕꯥ ꯋꯥꯍꯩ ꯑꯁꯤ ꯎꯠꯂꯤ꯫ ꯃ꯭ꯌꯨꯖꯤꯛ ꯑꯁꯤꯅꯥ ꯃꯁꯥꯒꯤ ꯏꯃꯣꯁꯅꯦꯜ ꯀ꯭ꯂꯥꯏꯃꯦꯛꯁꯇꯥ ꯌꯧꯔꯛꯄꯒꯥ ꯂꯣꯏꯅꯅꯥ, ꯑꯦꯗ ꯑꯁꯤꯒꯤ ꯏꯃꯣꯁꯅꯦꯜ ꯏꯝꯄꯦꯛꯇ ꯑꯁꯤ ꯌꯦꯡꯂꯤꯕꯥ ꯃꯤꯑꯣꯏ ꯈꯔꯗꯗꯤ ꯏꯐꯦꯛꯇꯤꯕ ꯑꯣꯏꯕꯥ ꯌꯥꯏ, ꯃꯔꯨꯑꯣꯏꯅꯥ ꯂꯥꯟꯒꯤ ꯋꯥꯐꯝ ꯑꯃꯁꯨꯡ ꯃꯁꯤꯅꯥ ꯏꯃꯨꯡꯁꯤꯡꯗꯥ ꯄꯤꯔꯤꯕꯥ ꯁꯥꯐꯨ ꯑꯁꯤꯒꯤ ꯃꯇꯥꯡꯗꯥ ꯃꯤꯅꯨꯡꯁꯤ ꯂꯩꯕꯥ ꯃꯤꯑꯣꯏꯁꯤꯡꯗꯥ, ꯃꯔꯝꯗꯤ ꯑꯦꯗ ꯑꯁꯤꯅꯥ ꯂꯥꯟꯒꯤ ꯃꯤꯑꯣꯏꯕꯒꯤ ꯃꯃꯜꯗꯥ ꯑꯀꯟꯕꯥ ꯋꯥꯐꯝ ꯊꯝꯂꯤ꯫ ꯚꯤꯗꯤꯑꯣ ꯑꯗꯨꯗꯥ ꯕ꯭ꯂꯦꯛ ꯑꯃꯁꯨꯡ ꯍ꯭ꯋꯥꯏꯠ ꯀꯂꯔ ꯁꯤꯖꯤꯟꯅꯕꯁꯤ ꯁꯣꯂꯦꯝꯅꯤꯇꯤꯒꯤ ꯐꯤꯚꯝ ꯑꯃꯥ ꯄꯣꯛꯍꯟꯅꯕꯥ ꯑꯃꯁꯨꯡ ꯄꯥꯎꯖꯦꯜ ꯑꯗꯨꯒꯤ ꯌꯥꯝꯅꯥ ꯂꯨꯕꯥ ꯑꯗꯨ ꯎꯠꯅꯕꯥ ꯋꯥꯈꯜ ꯊꯥꯗꯣꯛꯈꯤꯕꯥ ꯑꯣꯏꯔꯝꯕꯥ ꯌꯥꯏ꯫ ꯃꯁꯤꯒꯤ ꯃꯊꯛꯇꯥ, ꯑꯔꯣꯏꯕꯗꯥ ꯊꯕꯛ ꯇꯧꯅꯕꯥ ꯀꯧꯔꯛꯄꯥ ꯑꯁꯤꯅꯥ ꯌꯦꯡꯂꯤꯕꯁꯤꯡꯗꯥ ꯃꯈꯣꯏꯒꯤ ꯃꯤꯈꯜꯒꯤ ꯋꯥꯔꯦꯞ ꯂꯧꯕꯥ ꯃꯇꯝꯗꯥ ꯁꯥꯟꯇꯤꯒꯤꯗꯃꯛ ꯚꯣꯠ ꯊꯥꯗꯕꯒꯤ ꯃꯇꯥꯡꯗꯥ ꯈꯟꯅꯅꯕꯥ ꯌꯥꯊꯪ ꯄꯤꯔꯤ꯫ ꯊ꯭ꯔꯤꯂꯥꯔ ꯅꯣꯚꯦꯜ ꯑꯃꯒꯤꯗꯃꯛ ꯑꯈꯟꯅꯕꯥ ꯇꯥꯏꯇꯜ ꯃꯉꯥ ꯖꯦꯅꯦꯔꯦꯠ ꯇꯧ꯫ "ꯍꯨꯏꯁꯄꯥꯔꯁ ꯏꯟ ꯗ ꯗꯥꯛ: ꯑꯦ ꯇꯦꯜ ꯑꯣꯐ ꯁꯁ꯭ꯄꯦꯟꯁ", "ꯗꯤ ꯁꯥꯏꯂꯦꯟꯇ ꯁ꯭ꯇꯣꯀꯔ: ꯑꯦ ꯒ꯭ꯔꯤꯄꯤꯡ ꯊ꯭ꯔꯤꯂꯥꯔ", "ꯕꯤꯍꯥꯏꯟꯗ ꯀ꯭ꯂꯣꯖꯗ ꯗꯣꯔꯁ: ꯁꯤꯀ꯭ꯔꯦꯠꯁ ꯑꯣꯐ ꯗ ꯑꯟꯅꯣꯟ", "ꯗꯦꯠꯂꯤ ꯏꯟꯇꯦꯟꯁꯅꯁꯤꯡ: ꯑꯦ ꯆꯤꯂꯤꯡ ꯃꯤꯁ꯭ꯠꯔꯤ"꯫ ꯍꯧꯖꯤꯛ ꯍꯧꯖꯤꯛꯃꯛ ꯖꯔꯖ ꯑꯣꯔꯋꯦꯜꯒꯤ ꯀ꯭ꯂꯥꯁꯤꯛ ꯗꯤꯁꯇꯣꯄꯤꯌꯥꯟ ꯅꯣꯚꯦꯜ, ꯄꯥꯕꯥ ꯂꯣꯏꯔꯦ, ꯕꯤꯛ ꯕ꯭ꯔꯥꯗꯥꯔꯅꯥ ꯄꯨꯝꯅꯃꯛꯄꯨ ꯎꯕꯥ ꯑꯃꯁꯨꯡ ꯄꯨꯝꯅꯃꯛꯄꯨ ꯀꯟꯇ꯭ꯔꯣꯜ ꯇꯧꯕꯥ, ꯅꯤꯡꯇꯝꯕꯥ ꯑꯁꯤ ꯁꯨꯞꯅꯒꯤ ꯃꯤꯠꯌꯦꯡ ꯑꯃꯈꯛꯇꯃꯛ ꯑꯣꯏꯕꯥ ꯃꯥꯂꯦꯝ ꯑꯃꯒꯤ ꯍꯨꯟꯗꯣꯛꯂꯕꯥ ꯋꯥꯔꯤ ꯑꯃꯅꯤ꯫ ꯂꯥꯏꯔꯤꯛ ꯑꯁꯤꯅꯥ ꯁꯔꯚꯤꯂꯦꯟꯁ, ꯄ꯭ꯔꯣꯄꯥꯒꯥꯟꯗꯥ ꯑꯃꯁꯨꯡ ꯀꯟꯐꯣꯔꯃꯤꯇꯤꯒꯤ ꯃꯇꯥꯡꯗꯥ ꯑꯗꯣꯝꯒꯤ ꯋꯥꯈꯜꯂꯣꯟꯁꯤꯡ ꯑꯗꯨ ꯆꯦꯂꯦꯟꯖ ꯇꯧꯒꯅꯤ꯫